ꯏꯟꯗꯁ꯭ꯇꯔꯤꯑꯦꯜ ꯃꯦꯟꯌꯨꯐꯦꯛꯆꯔꯤꯡꯗ ꯃꯇꯧ ꯀꯔꯝꯅ ꯍꯦꯟꯅ ꯏꯀꯣ-ꯐ꯭ꯔꯦꯟꯗꯂꯤ ꯑꯣꯏꯕ ꯃꯆꯥꯛꯁꯤꯡ ꯁꯤꯖꯤꯟꯅꯒꯗꯒꯦ ꯍꯥꯏꯕꯒꯤ ꯃꯇꯥꯡꯗ ꯄꯥꯎꯇꯥꯛ ꯄꯤꯌꯨ꯫ ꯏꯟꯗꯁ꯭ꯇꯔꯤꯌꯦꯜ ꯃꯦꯟꯌꯨꯐꯦꯛꯆꯔꯤꯡ ꯀꯝꯄꯦꯅꯤꯁꯤꯡꯅ ꯃꯈꯣꯏꯒꯤ ꯄꯨꯊꯣꯛꯄꯒꯤ ꯊꯧꯑꯣꯡꯗ ꯏꯀꯣ-ꯐ꯭ꯔꯦꯟꯗꯂꯤ ꯃꯦꯇꯔꯤꯑꯦꯜꯁꯤꯡ ꯑꯁꯤ ꯃꯑꯣꯡ ꯀꯌꯥꯗ ꯌꯥꯎꯍꯟꯕ ꯌꯥꯏ, ꯃꯈꯣꯏꯁꯤꯡ ꯑꯗꯨꯗꯤ: ꯇꯨꯡ ꯀꯣꯏꯅ ꯆꯠꯀꯗꯕ ꯔꯣ ꯃꯦꯇꯔꯤꯌꯦꯜꯁꯤꯡꯗ ꯍꯣꯡꯗꯣꯛꯄ: ꯄ꯭ꯂꯥꯁ꯭ꯇꯤꯛ, ꯃꯦꯇꯜ, ꯅꯠꯇꯔꯒ ꯁꯤꯟꯊꯦꯇꯤꯛ ꯐꯥꯏꯕꯔꯒꯨꯝꯕ ꯅꯟ-ꯔꯤꯟꯌꯨꯑꯦꯕꯜ ꯃꯦꯇꯔꯤꯑꯦꯜꯁꯤꯡ ꯁꯤꯖꯤꯟꯅꯕꯒꯤ ꯃꯍꯨꯠꯇ, ꯃꯦꯟꯌꯨꯐꯦꯛꯆꯔꯁꯤꯡꯅ ꯔꯤꯟꯌꯨꯑꯦꯕꯜ ꯅꯠꯇꯔꯒ ꯕꯦꯝꯕꯣꯛ, ꯍꯦꯝꯞ, ꯑꯣꯔꯒꯥꯅꯤꯛ ꯁꯨꯇꯥ, ꯅꯠꯇꯔꯒ ꯔꯤꯁꯥꯏꯀꯜ ꯇꯧꯔꯕ ꯃꯆꯥꯛꯁꯤꯡꯒꯨꯝꯕ ꯕꯥꯏꯑꯣꯗꯤꯒ꯭ꯔꯦꯗꯦꯕꯜ ꯃꯆꯥꯛꯁꯤꯡ꯫ ꯏꯐꯤꯁꯤꯌꯦꯟꯠ ꯄ꯭ꯔꯗꯛꯁꯟ ꯃꯦꯊꯠꯁꯤꯡꯒꯤ ꯈꯨꯠꯊꯥꯡꯗ ꯑꯃꯣꯠꯄ ꯍꯟꯊꯍꯟꯕ: ꯁꯁ꯭ꯇꯦꯅꯦꯕꯜ ꯃꯦꯟꯌꯨꯐꯦꯛꯆꯔꯤꯡꯗ ꯄꯨꯊꯣꯛꯄꯒꯤ ꯊꯧꯑꯣꯡꯒꯤ ꯃꯅꯨꯡꯗ ꯑꯃꯣꯠꯄ ꯍꯟꯊꯍꯟꯕ ꯌꯥꯎꯏ꯫ ꯂꯤꯟ ꯃꯦꯟꯌꯨꯐꯦꯛꯆꯔꯤꯡ ꯇꯦꯛꯅꯤꯛꯁꯤꯡꯅ ꯔꯤꯁꯣꯔꯁꯁꯤꯡ ꯍꯦꯟꯅ ꯏꯐꯤꯁꯤꯑꯦꯟꯠ ꯑꯣꯏꯅ ꯁꯤꯖꯤꯟꯅꯗꯨꯅ ꯑꯃꯁꯨꯡ ꯑꯃꯣꯠꯄ ꯊꯣꯛꯍꯟꯕ ꯌꯥꯕ ꯑꯁꯣꯏꯕꯁꯤꯡ ꯍꯟꯊꯍꯟꯗꯨꯅ ꯀꯝꯄꯦꯅꯤꯁꯤꯡꯗ ꯃꯁꯤ ꯐꯪꯍꯟꯕꯗ ꯃꯇꯦꯡ ꯄꯥꯡꯕ ꯉꯝꯒꯅꯤ꯫ ꯀ꯭ꯂꯣꯖꯗ-ꯂꯨꯞ ꯁꯤꯁ꯭ꯇꯦꯝ ꯑꯃꯥ ꯏꯝꯄꯂꯤꯃꯦꯟꯠ ꯇꯧꯕꯥ: ꯀ꯭ꯂꯣꯖꯗ-ꯂꯨꯞ ꯁꯤꯁ꯭ꯇꯦꯝ ꯑꯃꯗ, ꯄꯨꯊꯣꯛꯄꯒꯤ ꯊꯧꯑꯣꯡꯒꯤ ꯁꯔꯨꯛ ꯑꯃꯗ ꯄꯨꯊꯣꯛꯄ ꯑꯃꯣꯠꯄꯁꯤꯡ ꯑꯗꯨ ꯑꯇꯣꯞꯄ ꯄ꯭ꯔꯣꯁꯦꯁ ꯑꯃꯒꯤꯗꯃꯛ ꯏꯟꯄꯨꯠ ꯑꯣꯏꯅ ꯁꯤꯖꯤꯟꯅꯩ꯫ ꯃꯁꯤꯅ ꯑꯃꯣꯠꯄ ꯍꯟꯊꯍꯟꯕꯗ ꯃꯇꯦꯡ ꯄꯥꯡꯏ ꯑꯃꯁꯨꯡ ꯔꯤꯁꯣꯔꯁꯁꯤꯡ ꯍꯦꯟꯅ ꯐꯕ ꯃꯑꯣꯡꯗ ꯁꯤꯖꯤꯟꯅꯍꯜꯂꯤ꯫ ꯀꯝꯄꯦꯅꯤꯁꯤꯡꯅ ꯏꯀꯣ-ꯐ꯭ꯔꯦꯟꯗꯂꯤ ꯄꯦꯀꯦꯖꯤꯡ ꯃꯦꯇꯔꯤꯑꯦꯜꯁꯤꯡ ꯍꯥꯏꯕꯗꯤ ꯔꯤꯁꯥꯏꯀꯜ ꯇꯧꯔꯕ ꯀꯥꯔꯗꯕꯣꯔꯗ, ꯄꯦꯄꯔ, ꯅꯠꯇꯔꯒ ꯕꯥꯏꯑꯣꯗꯤꯒ꯭ꯔꯦꯗꯦꯕꯜ ꯄ꯭ꯂꯥꯁ꯭ꯇꯤꯛꯁꯤꯡꯗ ꯍꯣꯡꯗꯣꯛꯄ ꯌꯥꯏ꯫ ꯃꯁꯤꯅ ꯃꯈꯣꯏꯒꯤ ꯄꯣꯠꯊꯣꯛꯁꯤꯡꯒꯤ ꯑꯀꯣꯏꯕꯒꯤ ꯐꯤꯕꯝꯗ ꯁꯣꯛꯍꯟꯕ ꯍꯟꯊꯍꯟꯕꯗ ꯃꯇꯦꯡ ꯄꯥꯡꯕ ꯉꯝꯒꯅꯤ꯫ ꯃꯦꯟꯌꯨꯐꯦꯛꯆꯔꯤꯡ ꯐꯦꯁꯤꯂꯤꯇꯤꯁꯤꯡꯅ ꯃꯈꯣꯏꯒꯤ ꯀꯥꯔꯕꯣꯟ ꯐꯨꯠꯄꯔꯤꯟꯠ ꯍꯟꯊꯍꯟꯅꯕ ꯁꯣꯂꯥꯔ, ꯅꯨꯡꯁꯤꯠ, ꯅꯠꯇꯔꯒ ꯍꯥꯏꯗ꯭ꯔꯣ ꯄꯥꯋꯔꯒꯨꯝꯕ ꯔꯤꯅ꯭ꯌꯨꯑꯦꯕꯜ ꯏꯅꯔꯖꯤꯒꯤ ꯁꯣꯔꯁꯁꯤꯡꯗ ꯍꯣꯡꯗꯣꯛꯄ ꯌꯥꯏ꯫ ꯏꯀꯣ-ꯐ꯭ꯔꯦꯟꯂꯤ ꯄ꯭ꯔꯥꯗꯛ ꯄ꯭ꯔꯦꯛꯇꯤꯁꯁꯤꯡ ꯑꯁꯤ ꯂꯧꯈꯠꯄꯅ ꯏꯟꯗꯁ꯭ꯇꯔꯤꯌꯦꯜ ꯃꯦꯟꯌꯨꯐꯦꯛꯆꯔꯤꯡꯒꯤ ꯑꯀꯣꯏꯕꯒꯤ ꯐꯤꯕꯝꯗ ꯁꯣꯛꯍꯜꯂꯤꯕ ꯍꯟꯊꯍꯟꯕꯗ ꯃꯇꯦꯡ ꯄꯥꯡꯕ ꯉꯝꯒꯅꯤ ꯑꯃꯁꯨꯡ ꯍꯦꯟꯅ ꯇꯨꯡ ꯀꯣꯏꯅ ꯆꯠꯀꯗꯕ ꯄꯣꯠꯊꯣꯛꯁꯤꯡ ꯁꯦꯝꯒꯠꯄꯗ ꯃꯇꯦꯡ ꯄꯥꯡꯒꯅꯤ꯫ ꯄꯤꯔꯤꯕ ꯇꯦꯛꯅꯣꯂꯣꯖꯤ ꯑꯁꯤ ꯀꯔꯝꯅ ꯏꯟꯗꯁ꯭ꯇꯔꯤꯗꯥ ꯁꯤꯖꯤꯟꯅꯔꯤꯕꯒꯦ ꯍꯥꯏꯕꯒꯤ ꯈꯨꯗꯝ ꯑꯃꯥ ꯁꯦꯝꯒꯠꯄꯥ꯫ ꯍꯦꯜꯊꯀꯦꯌꯔꯗ ꯑꯥꯔꯇꯤꯐꯤꯁꯤꯑꯦꯜ ꯏꯟꯇꯤꯂꯤꯖ‌ꯦꯟꯁꯒꯤ ꯁꯤꯖꯤꯟꯅꯕꯒꯤ ꯈꯨꯗꯝ ꯑꯃꯗꯤ ꯑꯦꯛꯁ-ꯔꯦ ꯑꯃꯁꯨꯡ ꯃ‌ꯦꯛꯅ‌ꯦꯇꯤꯛ ꯔ‌ꯦꯖ‌ꯣꯅ‌ꯦꯟꯁ ꯏꯃ‌ꯦꯖꯤꯡꯒꯨꯝꯕ ꯃꯦꯗꯤꯀꯦꯜ ꯏꯃꯦꯖꯁꯤꯡ ꯑꯦꯅꯥꯂꯥꯏꯖ ꯇꯧꯅꯕ ꯃꯦꯁꯤꯟ ꯂꯔꯅꯤꯡ ꯑꯦꯜꯒꯣꯔꯤꯊꯝꯁꯤꯡ ꯁꯤꯖꯤꯟꯅꯕꯅꯤ꯫ ꯍꯥꯏꯔꯤꯕ ꯑꯦꯜꯒꯣꯔꯤꯊꯝꯁꯤꯡ ꯑꯁꯤ ꯇꯣꯉꯥꯟ ꯇꯣꯉꯥꯟꯕ ꯂꯥꯏꯅꯥꯁꯤꯡ ꯑꯃꯁꯨꯡ ꯀꯟꯗꯤꯁꯟꯁꯤꯡꯒꯤ ꯈꯨꯗꯝ ꯑꯣꯏꯕ ꯏꯃꯦꯖꯁꯤꯡꯗ ꯂꯩꯔꯤꯕ ꯄꯦꯇꯔꯟꯁꯤꯡ ꯑꯃꯁꯨꯡ ꯐꯤꯆꯔꯁꯤꯡ ꯈꯪꯗꯣꯛꯅꯕ ꯗꯦꯇꯥꯒꯤ ꯑꯆꯧꯕ ꯁꯦꯠꯁꯤꯡ ꯁꯤꯖꯤꯟꯅꯗꯨꯅ ꯇ꯭ꯔꯦꯟ ꯇꯧꯏ꯫ ꯇꯦꯛꯅꯣꯂꯣꯖꯤ ꯑꯁꯤꯅ ꯔꯦꯗꯤꯑꯣꯂꯣꯖꯤꯁ꯭ꯠꯁꯤꯡ ꯑꯃꯁꯨꯡ ꯑꯇꯣꯞꯄ ꯃꯦꯗꯤꯀꯦꯜ ꯄ꯭ꯔꯣꯐꯦꯁ꯭ꯅꯦꯜꯁꯤꯡꯗ ꯍꯦꯟꯅꯥ ꯑꯆꯨꯝꯕ ꯗꯥꯏꯒ꯭ꯅꯣꯁꯤꯁ ꯇꯧꯕꯗꯥ ꯃꯇꯦꯡ ꯄꯥꯡꯕꯥ ꯉꯝꯒꯅꯤ ꯑꯃꯁꯨꯡ ꯍꯦꯟꯅꯥ ꯏꯐꯦꯛꯇꯤꯕ ꯑꯣꯏꯕꯥ ꯂꯥꯌꯦꯡꯕꯒꯤ ꯊꯧꯔꯥꯡꯁꯤꯡ ꯄꯤꯕꯗ ꯃꯇꯦꯡ ꯄꯥꯡꯒꯅꯤ꯫ ꯑꯄꯤꯕꯥ ꯅꯝꯕꯔꯒꯤ ꯑꯦꯔꯦ ꯑꯃꯥ ꯁꯣꯔꯠ ꯇꯧꯅꯕ ꯑꯦꯂꯒꯣꯔꯤꯊꯝ ꯑꯃꯥ ꯁꯦꯝꯃꯨ꯫ ꯑꯄꯤꯕꯥ ꯃꯁꯤꯡꯒꯤ ꯑꯦꯔꯦ ꯑꯃꯥ ꯁꯣꯔꯠ ꯇꯧꯅꯕ ꯑꯦꯜꯒꯣꯔꯤꯊꯝ ꯀꯌꯥ ꯂꯩ꯫ ꯃꯈꯥꯗ ꯕꯕꯜ ꯁꯣꯔꯠ ꯃꯦꯊꯗ ꯁꯤꯖꯤꯟꯅꯗꯨꯅ ꯑꯁꯤꯒꯨꯝꯕ ꯑꯦꯜꯒꯣꯔꯤꯊꯝ ꯑꯃ ꯄꯤꯔꯤ: ꯑꯦꯔꯦꯒꯤ ꯑꯍꯥꯟꯕ ꯑꯦꯂꯤꯃꯦꯟꯠ ꯑꯅꯤ ꯆꯥꯡꯗꯝꯅꯗꯨꯅ ꯍꯧꯒꯗꯕꯅꯤ꯫ ꯀꯔꯤꯒꯨꯝꯕ ꯑꯍꯥꯟꯕ ꯑꯦꯂꯤꯃꯦꯟꯠ ꯑꯗꯨ ꯑꯅꯤꯁꯨꯕ ꯑꯦꯂꯤꯃꯦꯟꯠ ꯑꯗꯨꯗꯒꯤ ꯍꯦꯟꯅ ꯆꯥꯎꯔꯕꯗꯤ, ꯃꯈꯣꯏꯒꯤ ꯄꯣꯖꯤꯁꯟꯁꯤꯡ ꯑꯗꯨ ꯁꯣꯏꯗꯅ ꯄꯤꯌꯨ꯫ ꯍꯧꯖꯤꯛ, ꯑꯅꯤꯁꯨꯕ ꯑꯃꯁꯨꯡ ꯑꯍꯨꯝꯁꯨꯕ ꯃꯆꯥꯛꯁꯤꯡ ꯆꯥꯡꯗꯝꯅꯕꯤꯌꯨ꯫ ꯀꯔꯤꯒꯨꯝꯕ ꯑꯅꯤꯁꯨꯕ ꯑꯗꯨ ꯍꯦꯟꯅ ꯆꯥꯎꯔꯕꯗꯤ, ꯃꯈꯣꯏꯒꯤ ꯄꯣꯖꯤꯁꯟꯁꯤꯡ ꯑꯗꯨ ꯁꯣꯏꯗꯅ ꯄꯤꯌꯨ꯫ ꯃꯊꯛꯇ ꯄꯟꯈ꯭ꯔꯤꯕ ꯊꯧꯑꯣꯡ ꯑꯁꯤ ꯑꯦꯔꯦ ꯑꯗꯨꯒꯤ ꯑꯔꯣꯏꯕ ꯐꯥꯎꯕꯥ ꯍꯟꯖꯤꯟ ꯍꯟꯖꯤꯟ ꯇꯧ꯫ ꯑꯍꯥꯟꯕ ꯄꯥꯁꯀꯤ ꯃꯇꯨꯡꯗ ꯈ꯭ꯕꯥꯏꯗꯒꯤ ꯆꯥꯎꯕ ꯑꯦꯂꯤꯃꯦꯟꯠ ꯑꯗꯨ ꯑꯦꯔꯦ ꯑꯗꯨꯒꯤ ꯑꯔꯣꯏꯕꯗ ꯆꯪꯁꯤꯜꯂꯛꯂꯒꯅꯤ꯫ ꯑꯔꯣꯏꯕ ꯑꯦꯂꯤꯃꯦꯟꯠ ꯑꯗꯨ ꯌꯥꯎꯗꯅ ꯍꯥꯟꯅꯅꯥ ꯁꯣꯔꯠ ꯇꯧꯔꯕ ꯃꯇꯨꯡ ꯏꯟꯅ ꯑꯇꯣꯞꯄ ꯑꯦꯂꯤꯃꯦꯟꯠꯁꯤꯡꯒꯤꯗꯃꯛꯇ ꯄ꯭ꯔꯣꯁꯦꯁ ꯄꯨꯝꯅꯃꯛ ꯍꯟꯖꯤꯟ ꯍꯟꯖꯤꯟ ꯇꯧ꯫ ꯑꯦꯔꯦ ꯄꯨꯝꯅꯃꯛ ꯁꯣꯔꯠ ꯇꯧꯗ꯭ꯔꯤꯐꯥꯎꯕ ꯄ꯭ꯔꯣꯁꯦꯁ ꯑꯗꯨ ꯃꯈꯥ ꯆꯠꯊꯕꯤꯌꯨ꯫ ꯑꯥꯔꯇꯤꯐꯤꯁꯤꯑꯦꯜ ꯏꯟꯇꯤꯂꯤꯖ‌ꯦꯟꯁꯒꯤ ꯑꯇꯣꯞꯄ ꯈꯨꯗꯝ ꯑꯃꯗꯤ ꯄꯦꯁꯦꯟꯠꯁꯤꯡꯗ ꯄꯔꯁꯣꯅꯦꯂꯥꯏꯖ ꯇꯧꯔꯕ ꯍꯦꯜꯊ ꯏꯟꯐꯣꯔꯃꯦꯁꯟ ꯑꯃꯁꯨꯡ ꯑꯦꯗꯚꯥꯏꯖꯔꯤꯁꯤꯡ ꯄꯤꯅꯕ ꯆꯦꯠꯕꯣꯠ ꯑꯃꯁꯨꯡ ꯚꯔꯆꯨꯑꯦꯜ ꯑꯦꯁꯤꯁ꯭ꯇꯦꯟꯠꯁꯤꯡ ꯁꯤꯖꯤꯟꯅꯕꯅꯤ꯫ ꯁꯤꯁ꯭ꯇꯦꯝꯁꯤꯡ ꯑꯁꯤꯅ ꯑꯅꯥꯕꯁꯤꯡꯒꯤ ꯋꯥꯍꯪꯁꯤꯡ ꯑꯃꯁꯨꯡ ꯑꯋꯥꯕꯁꯤꯡ ꯈꯪꯗꯣꯛꯅꯕ ꯑꯃꯁꯨꯡ ꯄꯥꯎꯈꯨꯝ ꯄꯤꯅꯕ ꯃꯍꯧꯁꯥꯒꯤ ꯂꯣꯜ ꯄ꯭ꯔꯣꯁꯦꯁꯤꯡ ꯑꯃꯁꯨꯡ ꯃꯦꯁꯤꯟ ꯂꯔꯅꯤꯡ ꯁꯤꯖꯤꯟꯅꯗꯨꯅ ꯃꯈꯣꯏꯒꯤ ꯐꯤꯚꯝꯁꯤꯡ ꯃꯦꯅꯦꯖ ꯇꯧꯕꯗ ꯑꯃꯁꯨꯡ ꯃꯈꯣꯏꯒꯤ ꯀꯦꯌꯔꯒꯤ ꯃꯇꯥꯡꯗ ꯋꯥꯈꯜ ꯇꯥꯕ ꯋꯥꯔꯦꯞ ꯂꯧꯕꯗ ꯃꯇꯦꯡ ꯄꯥꯡꯏ꯫ ꯈꯪꯖꯤꯟꯒꯗꯕ ꯑꯃꯗꯤ, ꯑꯥꯔꯇꯤꯐꯤꯁꯤꯑꯦꯜ ꯏꯟꯇꯤꯂꯤꯖ‌ꯦꯟꯁ ꯄ꯭ꯔꯣꯒ꯭ꯔꯥꯃꯤꯡ ꯂꯦꯡꯒꯨꯌꯦꯖ ꯃꯈꯜ ꯑꯅꯤ ꯆꯥꯡꯗꯝꯅꯕ ꯑꯃꯁꯨꯡ ꯀꯟꯇꯔꯦꯁ꯭ꯠ ꯇꯧꯕꯥ꯫ ꯑꯣꯞꯖ‌ꯦꯛ ꯑꯣꯔꯤꯌ‌ꯦꯟꯇ‌ꯦꯠ ꯄꯔ‌ꯣꯒꯔꯥꯃꯤꯡ ꯑꯃꯁꯨꯡ ꯐꯪꯁ꯭ꯅꯦꯜ ꯑꯣꯏꯕꯥ꯫ ꯑꯣꯞꯖ‌ꯦꯛ ꯑꯣꯔꯤꯌ‌ꯦꯟꯇ‌ꯦꯠ ꯄꯔ‌ꯣꯒꯔꯥꯃꯤꯡ ꯑꯃꯁꯨꯡ ꯐꯪꯁ꯭ꯅꯦꯜ ꯄ꯭ꯔꯣꯒ꯭ꯔꯥꯃꯤꯡ ꯑꯁꯤ ꯄ꯭ꯔꯣꯒ꯭ꯔꯥꯃꯤꯡ ꯄꯦꯔꯥꯗꯥꯏꯝꯒꯤ ꯇꯣꯉꯥꯟ ꯇꯣꯉꯥꯟꯕ ꯃꯈꯜ ꯑꯅꯤꯅꯤ꯫ ꯑꯣꯕꯖꯦꯛꯠ ꯑꯣꯔꯤꯑꯦꯟꯇꯦꯗ ꯄ꯭ꯔꯣꯒ꯭ꯔꯥꯃꯤꯡ ꯍꯥꯏꯅ ꯊꯣꯟꯕ ꯑꯣꯞꯖ‌ꯦꯛ ꯑꯣꯔꯤꯌ‌ꯦꯟꯇ‌ꯦꯠ ꯄꯔ‌ꯣꯒꯔꯥꯃꯤꯡꯅ ꯑꯣꯕꯖꯦꯛꯠꯁꯤꯡꯒꯤ ꯋꯥꯈꯜꯂꯣꯟꯒꯤ ꯑꯀꯣꯏꯕꯗ ꯗꯤꯖꯥꯏꯟ ꯇꯧꯕꯅꯤ, ꯃꯈꯣꯏꯁꯤꯡ ꯑꯁꯤ ꯃꯍꯧꯁꯥꯅ ꯀ꯭ꯂꯥꯁꯁꯤꯡꯒꯤ ꯏꯟꯁꯇꯦꯟꯁ ꯑꯣꯏꯅ ꯔꯤꯄꯔꯖꯦꯟꯇ ꯇꯧꯏ꯫ ꯃꯥꯏꯀꯩ ꯑꯃꯔꯣꯝꯗ, ꯐꯪꯁ꯭ꯅꯦꯜ ꯄ꯭ꯔꯣꯒ꯭ꯔꯥꯃꯤꯡ ꯑꯁꯤ ꯄ꯭ꯌꯨꯔ ꯐꯪꯁꯟꯁꯤꯡꯒꯤ ꯋꯥꯈꯜꯂꯣꯟ ꯑꯃꯁꯨꯡ ꯃ꯭ꯌꯨꯇꯦꯕꯜ ꯁ꯭ꯇꯦꯠꯇꯒꯤ ꯂꯥꯞꯅ ꯂꯩꯕꯒꯤ ꯃꯇꯥꯡꯗ ꯗꯤꯖꯥꯏꯟ ꯇꯧꯕꯅꯤ꯫ ꯑꯣꯞꯖ‌ꯦꯛ ꯑꯣꯔꯤꯌ‌ꯦꯟꯇ‌ꯦꯠ ꯄꯔ‌ꯣꯒꯔꯥꯃꯤꯡꯗꯥ, ꯀꯣꯗ ꯑꯁꯤ ꯃꯍꯧꯁꯥꯅ ꯍꯥꯌꯔ ꯑꯦꯔꯦꯟꯖꯃꯦꯟꯠꯀꯤ ꯃꯑꯣꯡꯗ ꯁ꯭ꯇꯔꯛꯆꯔ ꯇꯧꯏ, ꯃꯁꯤꯗ ꯀ꯭ꯂꯥꯁꯁꯤꯡ ꯑꯃꯁꯨꯡ ꯁꯕꯀꯂꯥꯁꯁꯤꯡꯅ ꯍꯦꯟꯅ ꯖꯦꯅꯦꯔꯦꯜ ꯑꯣꯏꯕ ꯀ꯭ꯂꯥꯁꯁꯤꯡꯒꯤ ꯑꯈꯟꯅꯕ ꯚꯔꯖꯟꯁꯤꯡ ꯔꯤꯄꯔꯖꯦꯟꯇ ꯇꯧꯏ꯫ ꯀ꯭ꯂꯥꯁꯁꯤꯡ ꯑꯁꯤꯗ ꯗꯦꯇꯥ ꯑꯃꯁꯨꯡ ꯐꯪꯁꯅꯟꯁꯤꯡ ꯌꯥꯎꯏ, ꯃꯈꯣꯌꯁꯤꯡ ꯑꯁꯤ ꯃꯦꯊꯗ ꯍꯥꯌꯅꯥ ꯈꯉꯅꯩ, ꯃꯈꯣꯌꯁꯤꯡ ꯑꯁꯤꯅꯥ ꯑꯣꯕꯖꯦꯛꯇꯁꯤꯡꯗ ꯌꯥꯎꯔꯤꯕꯥ ꯗꯦꯇꯥꯒ ꯏꯟꯇꯔꯦꯛꯇ ꯇꯧꯏ꯫ ꯑꯣꯞꯖ‌ꯦꯛ ꯑꯣꯔꯤꯌ‌ꯦꯟꯇ‌ꯦꯠ ꯄꯔ‌ꯣꯒꯔꯥꯃꯤꯡꯒꯤ ꯑꯦꯄꯔꯣꯆ ꯑꯁꯤ ꯃꯍꯧꯁꯥꯅ ꯔꯤꯑꯦꯜ-ꯋꯥꯔꯜꯗ ꯁꯤꯁ꯭ꯇꯦꯝꯁꯤꯡ ꯃꯣꯗꯦꯜ ꯇꯧꯕꯗ